ꯐꯦꯁꯤꯑꯦꯜ ꯔꯤꯀꯣꯒꯅꯤꯁꯟ ꯁꯤꯁ꯭ꯇꯦꯝ ꯑꯃꯒꯤ ꯗꯤꯁ꯭ꯀꯔꯤꯄꯁꯟ ꯑꯃ ꯖꯦꯅꯦꯔꯦꯠ ꯇꯧꯕ꯫ ꯐꯦꯁꯤꯑꯦꯜ ꯔꯤꯀꯒꯅꯤꯁꯟ ꯁꯤꯁ꯭ꯇꯦꯝ ꯍꯥꯏꯕꯁꯤ ꯃꯤꯑꯣꯏ ꯑꯃꯕꯨ ꯃꯈꯣꯏꯒꯤ ꯃꯥꯏꯊꯣꯡꯒꯤ ꯑꯈꯟꯅꯕ ꯃꯑꯣꯡ ꯃꯇꯧꯗ ꯌꯨꯝꯐꯝ ꯑꯣꯏꯗꯨꯅ ꯃꯁꯛ ꯈꯪꯗꯣꯛꯄ ꯑꯃꯁꯨꯡ ꯚꯦꯔꯤꯐꯥꯏ ꯇꯧꯕ ꯉꯝꯕ ꯇꯦꯛꯅꯣꯂꯣꯖꯤ ꯑꯃꯅꯤ꯫ ꯑꯍꯣꯡꯕ ꯑꯦꯜꯒꯣꯔꯤꯊꯃꯁꯤꯡ ꯁꯤꯖꯤꯟꯅꯗꯨꯅ ꯁꯤꯁ꯭ꯇꯦꯝꯁꯤꯡ ꯑꯁꯤꯅ ꯀꯦꯃꯦꯔꯥ ꯅꯠꯇ꯭ꯔꯒ ꯑꯇꯣꯞꯄ ꯏꯟꯄꯨꯠ ꯗꯤꯚꯥꯏꯁꯁꯤꯡꯅ ꯂꯧꯕ ꯏꯃꯦꯖꯁꯤꯡ ꯑꯦꯅꯥꯂꯥꯏꯖ ꯇꯧꯗꯨꯅ ꯑꯀꯛꯅꯕ ꯐꯦꯁꯤꯑꯦꯜ ꯐꯤꯆꯔꯁꯤꯡ, ꯈꯨꯗꯝ ꯑꯣꯏꯅ ꯃꯤꯠꯀꯤ ꯃꯔꯛꯇ ꯂꯩꯕ ꯑꯔꯥꯞꯄ ꯈꯣꯡꯎꯞꯀꯤ ꯃꯑꯣꯡ ꯑꯃꯁꯨꯡ ꯈꯣꯡꯒꯤ ꯀꯟꯇꯦꯅꯔꯁꯤꯡ ꯈꯪꯗꯣꯛꯏ꯫ ꯃꯗꯨꯒꯤ ꯃꯇꯨꯡꯗ ꯁꯤꯁ꯭ꯇꯦꯝ ꯑꯁꯤꯅ ꯃꯦꯆ ꯑꯃ ꯊꯤꯅꯕꯒꯤꯗꯃꯛ ꯃꯁꯛ ꯈꯪꯂꯕ ꯃꯐꯝꯁꯤꯡꯒꯤ ꯗꯦꯇꯥꯕꯦꯖ ꯑꯃꯒ ꯆꯥꯡꯗꯝꯅꯩ꯫ ꯐꯦꯁꯤꯑꯦꯜ ꯔꯤꯀꯣꯒꯅꯤꯁꯟ ꯇꯦꯛꯅꯣꯂꯣꯖꯤ ꯑꯁꯤ ꯌꯥꯝꯅ ꯊꯨꯅ ꯆꯥꯎꯈꯠꯂꯛꯂꯤ ꯑꯃꯁꯨꯡ ꯁꯦꯀ꯭ꯌꯨꯔꯤꯇꯤ, ꯉꯝꯈꯩ ꯀꯟꯇꯔꯣꯜ, ꯑꯃꯁꯨꯡ ꯁꯣꯁꯤꯑꯦꯜ ꯃꯦꯗꯤꯌꯥ ꯌꯥꯎꯅ ꯃꯈꯜ ꯀꯌꯥꯒꯤ ꯑꯦꯄ꯭ꯂꯤꯀꯦꯁꯟꯁꯤꯡꯗ ꯁꯤꯖꯤꯟꯅꯔꯤ꯫ ꯃꯁꯤꯒꯤ ꯑꯣꯏꯊꯣꯛꯄ ꯌꯥꯕ ꯀꯥꯟꯅꯕꯁꯤꯡ ꯂꯩꯔꯕꯁꯨ ꯃꯁꯤꯅ ꯄ꯭ꯔꯥꯏꯚꯦꯁꯤ ꯑꯃꯁꯨꯡ ꯂꯥꯟꯅ ꯁꯤꯖꯤꯟꯅꯕꯒꯤ ꯑꯣꯏꯊꯣꯛꯄ ꯌꯥꯕꯁꯤꯡꯒꯤ ꯃꯇꯥꯡꯗꯁꯨ ꯋꯥꯈꯜ ꯋꯥꯕ ꯄꯣꯛꯍꯜꯂꯦ꯫ ꯃꯊꯧ ꯇꯥꯕ ꯒ꯭ꯔꯥꯃꯇꯤꯛ ꯑꯃꯁꯨꯡ ꯀꯟꯇꯦꯛꯁꯇ ꯑꯍꯣꯡꯕ ꯄꯨꯔꯛꯇꯨꯅ ꯃꯦꯟꯇꯦꯜ ꯍꯦꯜꯊ ꯑꯥꯔꯇꯤꯀꯜ ꯑꯁꯤ ꯐꯒꯠꯍꯟꯕ꯫ ꯃꯦꯟꯇꯦꯜ ꯍꯦꯜꯊ ꯑꯁꯤ ꯃꯤꯑꯣꯏ ꯑꯃꯒꯤ ꯅꯨꯡꯇꯤꯒꯤ ꯄꯨꯟꯁꯤꯒꯤ ꯃꯔꯨꯑꯣꯏꯕ ꯁꯔꯨꯛ ꯑꯃꯅꯤ꯫ ꯑꯃꯁꯨꯡ ꯃꯁꯤ ꯌꯥꯝꯅ ꯀꯨꯞꯅ ꯌꯦꯡꯁꯤꯟꯕ ꯑꯃꯁꯨꯡ ꯌꯦꯡꯁꯤꯟꯕ ꯑꯁꯤ ꯌꯥꯝꯅ ꯃꯔꯨꯑꯣꯏ꯫ ꯃꯤꯑꯣꯏ ꯑꯃꯒꯤ ꯃꯦꯟꯇꯦꯜ ꯍꯦꯂꯊ ꯑꯁꯤ ꯁꯣꯛꯍꯜꯂꯛꯄ ꯃꯇꯝꯗ ꯃꯁꯤꯅ ꯑꯌꯥꯝꯕꯗꯤ ꯍꯛꯆꯥꯡꯒꯤ ꯍꯛꯁꯦꯜꯒꯤ ꯏꯁꯨꯁꯤꯡ ꯑꯃꯁꯨꯡ ꯅꯨꯡꯉꯥꯏꯇꯕ ꯑꯃꯁꯨꯡ ꯑꯥꯏꯁꯣꯂꯦꯁꯟ ꯐꯥꯎꯕ ꯊꯣꯛꯍꯜꯂꯤ꯫ ꯃꯦꯟꯇꯦꯜ ꯍꯦꯜꯊ ꯑꯁꯤ ꯃꯤꯑꯣꯏ ꯑꯃꯒꯤ ꯅꯨꯡꯇꯤꯒꯤ ꯄꯨꯟꯁꯤꯒꯤ ꯃꯔꯨꯑꯣꯏꯕ ꯃꯁꯛ ꯑꯃꯅꯤ ꯑꯃꯁꯨꯡ ꯃꯁꯤꯕꯨ ꯅꯤꯡꯊꯤꯅ ꯌꯦꯡꯁꯤꯟꯕ ꯑꯃꯁꯨꯡ ꯌꯦꯡꯁꯤꯟꯕ ꯑꯁꯤ ꯌꯥꯝꯅ ꯃꯔꯨꯑꯣꯏ꯫ ꯃꯤꯑꯣꯏ ꯑꯃꯒꯤ ꯃꯦꯟꯇꯦꯜ ꯍꯦꯂꯊ ꯁꯣꯟꯊꯔꯛꯄ ꯃꯇꯝꯗ, ꯃꯁꯤꯅ ꯑꯌꯥꯝꯕ ꯃꯇꯝꯗ ꯐꯤꯖꯤꯀꯦꯜ ꯍꯦꯂꯊꯀꯤ ꯏꯁꯨꯁꯤꯡ ꯊꯣꯛꯍꯜꯂꯤ꯫ ꯃꯁꯤꯒ ꯂꯣꯏꯅꯅ ꯅꯨꯡꯉꯥꯏꯇꯕ ꯑꯃꯁꯨꯡ ꯑꯥꯏꯁꯣꯂꯦꯁꯟꯒꯤ ꯐꯤꯚꯝꯁꯤꯡꯁꯨ ꯊꯣꯛꯍꯜꯂꯤ꯫ ꯔꯦꯟꯗꯝ ꯐꯣꯔꯦꯁ꯭ꯠ ꯑꯁꯤ ꯀ꯭ꯂꯥꯁꯤꯐꯤꯀꯦꯁꯟ ꯑꯃꯁꯨꯡ ꯔꯤꯒ꯭ꯔꯦꯁꯟꯒꯤ ꯊꯕꯛꯁꯤꯡꯗ ꯃꯍꯧꯁꯥꯅ ꯁꯤꯖꯤꯟꯅꯕ ꯃꯦꯁꯤꯟ ꯂꯔꯅꯤꯡ ꯑꯦꯜꯒꯣꯔꯤꯊꯝ ꯑꯃꯅꯤ꯫ ꯃꯁꯤꯅ ꯑꯣꯚꯔꯐꯤꯠ ꯇꯧꯕꯒꯤ ꯁꯃꯁ꯭ꯌꯥ ꯑꯁꯤ ꯊꯨꯑꯣ ꯀꯣꯛꯍꯜꯂꯤ꯫ ꯃꯗꯨꯗꯤ ꯃꯣꯗꯦꯜ ꯑꯃꯅ ꯇ꯭ꯔꯦꯅꯤꯡ ꯗꯦꯇꯥꯗꯥ ꯌꯥꯝꯅ ꯐꯖꯅ ꯐꯤꯠ ꯑꯣꯏꯅ ꯂꯩꯕꯥ ꯑꯗꯨꯕꯨ ꯑꯅꯧꯕ, ꯎꯕ ꯐꯪꯗꯕ ꯗꯦꯇꯥꯗ ꯖꯦꯅꯦꯔꯦꯂꯥꯏꯖ ꯇꯧꯕ ꯉꯝꯗꯕ ꯃꯇꯝꯗ ꯑꯣꯏ꯫ ꯔꯦꯟꯗꯝ ꯐꯣꯔꯦꯁ꯭ꯠ ꯑꯦꯜꯒꯣꯔꯤꯊꯝ ꯑꯁꯤꯅ ꯃꯁꯤꯡ ꯌꯥꯝꯂꯕ ꯋꯥꯔꯦꯞ ꯂꯧꯕꯒꯤ ꯎꯁꯤꯡ ꯃꯔꯝ ꯑꯁꯤꯅ ꯃꯃꯤꯡ, ꯎꯃꯪ ꯁꯦꯝꯗꯨꯅ ꯑꯃꯁꯨꯡ ꯃꯗꯨꯒꯤ ꯃꯇꯨꯡꯗ ꯃꯈꯣꯏꯒꯤ ꯄ꯭ꯔꯤꯗꯤꯛꯁꯟꯁꯤꯡ ꯑꯗꯨ ꯑꯦꯚꯥꯔꯦꯖ ꯇꯧꯗꯨꯅ ꯊꯕꯛ ꯇꯧꯏ꯫ ꯃꯁꯤ ꯇꯧꯕꯅ ꯃꯣꯗꯦꯜ ꯑꯁꯤꯅ ꯚꯦꯔꯤꯑꯦꯟꯁ ꯍꯟꯊꯍꯜꯂꯤ ꯑꯃꯁꯨꯡ ꯄ꯭ꯔꯤꯗꯤꯛꯁꯟꯒꯤ ꯑꯆꯨꯝꯕ ꯑꯃꯁꯨꯡ ꯔꯣꯕꯁ꯭ꯇꯦꯟꯁ ꯐꯒꯠꯍꯜꯂꯤ꯫ ꯔꯦꯟꯗꯝ ꯐꯣꯔꯦꯁ꯭ꯠ ꯑꯦꯜꯒꯣꯔꯤꯊꯝ ꯑꯁꯤꯅ ꯑꯋꯥꯡꯕ ꯗꯥꯏꯃꯦꯟꯁꯟ ꯑꯃꯁꯨꯡ ꯑꯆꯧꯕ ꯗꯦꯇꯥꯁꯦꯠꯁꯤꯡꯒ ꯂꯣꯏꯅꯅ ꯊꯦꯡꯅꯕꯒꯤ ꯁꯃꯁ꯭ꯌꯥꯁꯨ ꯀꯣꯛꯍꯟꯕ ꯉꯝꯒꯅꯤ꯫ ꯃꯔꯝꯗꯤ ꯃꯁꯤꯅ ꯈ꯭ꯋꯥꯏꯗꯒꯤ ꯃꯔꯨꯑꯣꯏꯕ ꯐꯤꯆꯔꯁꯤꯡ ꯈꯟꯕꯗ ꯑꯃꯁꯨꯡ ꯑꯆꯦꯠꯄ ꯃꯣꯗꯦꯜꯁꯤꯡ ꯁꯦꯝꯒꯠꯄ ꯉꯝꯃꯤ꯫